ꯍꯧꯖꯤꯛ ꯌꯨꯅꯥꯏꯇꯦꯗ ꯁ꯭ꯇꯦꯇꯁꯀꯤ ꯔꯥꯖꯅꯤꯇꯤꯒꯤ ꯑꯣꯏꯕ ꯐꯤꯚꯝ ꯑꯁꯤ ꯑꯗꯣꯝꯅ ꯀꯔꯝꯅ ꯐꯣꯡꯗꯣꯛꯀꯅꯤ? ꯑꯥꯔꯇꯤꯐꯤꯁꯤꯑꯦꯜ ꯏꯟꯇꯤꯂꯤꯖꯦꯟꯁ ꯑꯃ ꯑꯣꯏꯅ ꯍꯧꯖꯤꯛ ꯑꯣꯏꯔꯤꯕ ꯊꯧꯗꯣꯛꯁꯤꯡ ꯅꯠꯇꯔꯒ ꯔꯥꯖꯅꯤꯇꯤꯒꯤ ꯃꯇꯥꯡꯗ ꯑꯩꯍꯥꯛꯀꯤ ꯋꯥꯈꯜꯂꯣꯟ ꯅꯠꯇꯔꯒ‌ ꯋꯥꯈꯜꯂꯣꯟ ꯂꯩꯇꯦ꯫ ꯑꯗꯨꯕꯨ ꯑꯩꯍꯥꯛꯅ ꯑꯗꯣꯝꯗ ꯍꯥꯏꯖꯕꯥ ꯉꯝꯃꯤ ꯃꯗꯨꯗꯤ ꯂꯩꯕꯥꯛ ꯀꯌꯥꯒꯨꯝꯅ ꯍꯧꯖꯤꯛ ꯑꯣꯏꯔꯤꯕ ꯔꯥꯖꯅꯤꯇꯤꯒꯤ ꯑꯣꯏꯕ ꯐꯤꯚꯝ ꯑꯁꯤ ꯌꯥꯝꯅ ꯀꯝꯄ꯭ꯂꯦꯛꯁ ꯑꯃꯁꯨꯡ ꯅ꯭ꯌꯨꯑꯦꯟꯁ ꯑꯣꯏ꯫ ꯃꯁꯤꯗ ꯔꯥꯁꯇ꯭ꯔꯄꯥꯇꯤ ꯑꯃꯁꯨꯡ ꯑꯦꯗꯃꯤꯅꯤꯁꯇ꯭ꯔꯦꯁꯟ, ꯀꯪꯒ꯭ꯔꯦꯁ, ꯔꯥꯖ꯭ꯌ ꯑꯃꯁꯨꯡ ꯂꯣꯀꯦꯜ ꯁꯔꯀꯥꯔꯁꯤꯡ, ꯔꯥꯖꯅꯤꯇꯤꯒꯤ ꯄꯥꯔꯇꯤꯁꯤꯡ, ꯏꯟꯇꯔꯦꯁ꯭ꯠ ꯒ꯭ꯔꯨꯞꯁꯤꯡ, ꯃꯤꯗꯤꯌꯥ, ꯑꯃꯁꯨꯡ ꯃꯤꯌꯥꯝꯒꯤ ꯋꯥꯈꯜꯂꯣꯟ ꯌꯥꯎꯅ ꯋꯥꯐꯝ ꯀꯌꯥꯅ ꯏꯊꯤꯜ ꯄꯤꯔꯤ꯫ ꯏꯀꯣꯅꯣꯃꯤ, ꯍꯦꯜꯊꯀꯦꯌꯔ, ꯑꯃꯁꯨꯡ ꯏꯃꯤꯒ꯭ꯔꯦꯁꯟꯗꯒꯤ ꯍꯧꯔꯒꯥ ꯀ꯭ꯂꯥꯏꯃꯦꯠ ꯆꯦꯟꯖ, ꯁꯣꯁꯤꯑꯦꯜ ꯖ꯭ꯁꯇꯤꯁ, ꯑꯃꯁꯨꯡ ꯐꯣꯔꯦꯟ ꯄꯣꯂꯤꯁꯤ ꯐꯥꯎꯕ ꯃꯔꯨꯑꯣꯏꯕ ꯋꯥꯐꯝ ꯀꯌꯥ ꯈꯟꯅꯔꯤ ꯑꯃꯁꯨꯡ ꯊꯦꯡꯅꯔꯤ꯫ ꯂꯩꯕꯥꯛ ꯑꯁꯤꯅ ꯂꯤꯁꯤꯡ ꯑꯅꯤ ꯀꯨꯟꯒꯤ ꯅꯕꯦꯝꯕꯔ ꯑꯍꯨꯝꯗꯥ ꯄꯥꯡꯊꯣꯛꯀꯗꯧꯔꯤꯕ ꯔꯥꯁꯇ꯭ꯔꯄꯥꯇꯤꯒꯤ ꯃꯤꯈꯜꯒꯤꯗꯃꯛ ꯁꯦꯝ ꯁꯥꯔꯤ, ꯐꯤꯚꯝ ꯑꯁꯤ ꯌꯥꯝꯅ ꯌꯥꯡꯅ ꯆꯠꯊꯔꯤ ꯑꯃꯁꯨꯡ ꯔꯥꯖꯅꯤꯇꯤ ꯇꯧꯕꯁꯤꯡ, ꯄꯥꯎꯃꯤꯁꯤꯡ, ꯑꯃꯁꯨꯡ ꯑꯇꯣꯞꯄ ꯑꯣꯕꯖꯥꯔꯚꯔꯁꯤꯡꯅ ꯄꯥꯛ ꯁꯟꯅꯥ ꯑꯦꯅꯥꯂꯥꯏꯁꯤꯁ ꯑꯃꯁꯨꯡ ꯀꯃꯦꯟꯇꯔꯤꯒꯤ ꯍꯤꯔꯝꯅꯤ꯫ ꯑꯦꯖꯨꯀꯦꯁꯟ ꯏꯟꯗꯁꯇ꯭ꯔꯤꯗ ꯑꯦꯗꯣꯞꯇ ꯇꯧꯔꯕꯥ ꯏꯃꯔꯖꯤꯡ ꯇꯦꯛꯅꯣꯂꯣꯖꯤ ꯃꯉꯥꯒꯤ ꯃꯃꯤꯡ ꯊꯣꯟꯕꯤꯌꯨ꯫ ꯑꯥꯔꯇꯤꯐꯤꯁꯤꯑꯦꯜ ꯏꯟꯇꯦꯂꯤꯖꯦꯟꯁ - ꯑꯥꯔꯇꯤꯐꯤꯁꯤꯑꯦꯜ ꯏꯟꯇꯤꯂꯤꯖꯦꯟꯁ ꯀꯥ ꯂꯣꯏꯅꯅꯥ ꯑꯦꯖꯨꯀꯦꯇꯔꯁꯤꯡ ꯑꯃꯁꯨꯡ ꯃꯍꯩꯔꯣꯏꯁꯤꯡꯅ ꯄꯔꯁꯣꯅꯦꯂꯥꯏꯖ ꯂꯔꯅꯤꯡ ꯑꯃꯁꯨꯡ ꯍꯦꯟꯅ ꯏꯐꯤꯁꯤꯌꯦꯟꯇ ꯑꯦꯁꯦꯁꯃꯦꯟꯇ ꯄ꯭ꯔꯣꯁꯦꯁꯁꯤꯡꯗꯒꯤ ꯀꯥꯟꯅꯕꯥ ꯐꯪꯒꯅꯤ꯫ ꯚꯔꯆꯨꯑꯦꯜ ꯔꯤꯑꯦꯂꯤꯇꯤ - ꯚꯔꯆꯨꯑꯦꯜ ꯔꯤꯑꯦꯂꯤꯇꯤ ꯅꯥ ꯃꯍꯩꯔꯣꯏꯁꯤꯡꯕꯨ ꯃꯐꯝ ꯑꯃꯍꯦꯛꯇꯗꯥ ꯅꯠꯇꯔꯒ ꯃꯇꯝ ꯑꯃꯠꯇꯗꯥ ꯄꯨꯊꯣꯛ ꯄꯨꯁꯤꯟ ꯇꯧꯕ ꯌꯥꯕ ꯏꯃꯔꯁꯤꯕ ꯑꯦꯖꯨꯀꯦꯁꯅꯦꯜ ꯑꯦꯛꯁꯄꯤꯔꯤꯑꯦꯟꯁꯁꯤꯡ ꯁꯦꯝꯒꯠꯂꯤ, ꯃꯁꯤꯅ ꯃꯈꯣꯏꯒꯤ ꯏꯟꯐꯣꯔꯃꯦꯁꯟꯁꯤꯡ ꯂꯧꯁꯤꯟꯕ ꯑꯃꯁꯨꯡ ꯊꯝꯕ ꯍꯦꯟꯒꯠꯍꯜꯂꯤ꯫ ꯂꯔꯅꯤꯡ ꯑꯦꯅꯥꯂꯥꯏꯇꯤꯛꯁ - ꯂꯔꯅꯤꯡ ꯑꯦꯅꯥꯂꯥꯏꯇꯤꯛꯁ ꯁꯤꯖꯤꯟꯅꯗꯨꯅ ꯑꯦꯖꯨꯀꯦꯇꯔꯁꯤꯡꯅ ꯃꯍꯩꯔꯣꯏꯁꯤꯡꯒꯤ ꯗꯦꯇꯥ ꯑꯦꯅꯥꯂꯥꯏꯖ ꯇꯧꯗꯨꯅ ꯃꯈꯣꯏꯒꯤ ꯂꯔꯅꯤꯡ ꯄꯦꯇꯔꯟ, ꯄꯁꯟꯗ ꯑꯃꯁꯨꯡ ꯄ꯭ꯔꯣꯒ꯭ꯔꯦꯁ ꯑꯗꯨ ꯈꯪꯗꯣꯛꯄ ꯌꯥꯏ, ꯃꯁꯤꯅ ꯍꯦꯟꯅ ꯐꯕꯥ ꯏꯟꯐꯣꯔꯃꯦꯁꯟ ꯂꯩꯕ ꯇꯝꯕꯤꯕꯒꯤ ꯊꯧꯑꯣꯡꯁꯤꯡ ꯑꯃꯁꯨꯡ ꯄꯔꯁꯣꯅꯦꯂꯥꯏꯖ ꯇꯧꯔꯕ ꯏꯟꯁꯇ꯭ꯔꯛꯁꯟ ꯄꯤꯕ ꯉꯝꯍꯜꯂꯤ꯫ ꯕ꯭ꯂꯣꯛꯆꯦꯟ - ꯏꯟꯁꯇꯤꯇ꯭ꯌꯨꯁꯟꯁꯤꯡꯅ ꯍꯧꯖꯤꯛ ꯕ꯭ꯂꯣꯛꯆꯦꯟ ꯇꯦꯛꯅꯣꯂꯣꯖꯤ ꯁꯤꯖꯤꯟꯅꯗꯨꯅ ꯁꯦꯀ꯭ꯌꯨꯔ ꯑꯃꯁꯨꯡ ꯇ꯭ꯔꯥꯟꯁꯄꯔꯦꯟꯇ ꯔꯦꯀꯣꯔꯗ-ꯀꯤꯄꯤꯡ ꯁꯤꯁꯇꯦꯝꯁꯤꯡ ꯁꯦꯝꯒꯠꯂꯤ, ꯃꯁꯤꯅ ꯑꯦꯀꯥꯗꯦꯃꯤꯛ ꯀ꯭ꯔꯦꯗꯦꯟꯁꯤꯑꯦꯜꯁꯤꯡ ꯊꯝꯕ, ꯁꯦꯌꯔ ꯇꯧꯕ ꯑꯃꯁꯨꯡ ꯚꯦꯂꯤꯗꯦꯠ ꯇꯧꯕꯗ ꯂꯥꯏꯊꯣꯛꯍꯜꯂꯦ꯫ ꯑꯦꯗꯕꯦꯛꯇꯤꯕ ꯂꯔꯅꯤꯡ - ꯑꯦꯗꯕꯦꯛꯇꯤꯕ ꯂꯔꯅꯤꯡ ꯁꯤꯁꯇꯦꯝꯁꯤꯡꯅ ꯃꯍꯩꯔꯣꯏꯁꯤꯡꯗ ꯃꯈꯣꯏꯒꯤ ꯑꯈꯟꯅꯕꯥ ꯇꯧꯕ ꯉꯝꯕꯁꯤꯡ ꯑꯃꯁꯨꯡ ꯇꯝꯅꯕꯒꯤ ꯃꯑꯣꯡ ꯃꯇꯧꯁꯤꯡꯗ ꯌꯨꯝꯐꯝ ꯑꯣꯏꯔꯒ, ꯃꯈꯣꯏꯒꯤ ꯃꯁꯥꯒꯤ ꯑꯣꯏꯕ ꯃꯍꯩ-ꯃꯁꯤꯡꯒꯤ ꯀꯟꯇꯦꯟꯇꯁꯤꯡ ꯌꯧꯍꯟꯅꯕꯥ ꯑꯍꯣꯡꯕ ꯑꯦꯜꯒꯣꯔꯤꯊꯝꯁꯤꯡ ꯁꯤꯖꯤꯟꯅꯩ꯫ ꯇꯦꯛꯅꯣꯂꯣꯖꯤ ꯑꯁꯤꯅ ꯃꯍꯩꯔꯣꯏꯁꯤꯡꯒꯤ ꯑꯦꯡꯒꯦꯖꯃꯦꯟꯇ ꯑꯃꯁꯨꯡ ꯂꯔꯅꯤꯡ ꯑꯥꯎꯠꯀꯝꯁꯤꯡ ꯐꯒꯠꯍꯟꯕꯗ ꯃꯇꯦꯡ ꯄꯥꯡꯕ ꯉꯝꯒꯅꯤ꯫